ꯒꯥꯖꯥꯒꯤ ꯍꯧꯖꯤꯛ ꯑꯣꯏꯔꯤꯕ ꯐꯤꯚꯝ ꯑꯁꯤꯒꯤ ꯁꯣꯂꯨꯁꯟ ꯑꯃ ꯄ꯭ꯔꯄꯣꯖ ꯇꯧꯕ꯫ ꯒꯥꯖꯥꯒꯤ ꯐꯤꯚꯝ ꯑꯁꯤ ꯑꯔꯨꯕ ꯑꯃꯅꯤ ꯑꯃꯁꯨꯡ ꯄꯨꯋꯥꯔꯤ ꯑꯃꯁꯨꯡ ꯔꯥꯖꯅꯤꯇꯤꯒꯤ ꯑꯣꯏꯕ ꯋꯥꯐꯝꯁꯤꯡꯗ ꯌꯥꯝꯅ ꯂꯨꯅꯥ ꯂꯧꯏ꯫ ꯁꯣꯂꯨꯁꯟ ꯑꯃ ꯅꯨꯃꯤꯠ ꯑꯃꯗ ꯐꯪꯕ ꯉꯝꯂꯣꯏ, ꯑꯃꯁꯨꯡ ꯃꯁꯤꯗ ꯏꯖꯔꯦꯜ, ꯄꯦꯂꯦꯁ꯭ꯇꯥꯏꯟ, ꯔꯤꯖꯅꯦꯜ ꯑꯃꯁꯨꯡ ꯏꯟꯇꯔꯅꯦꯁ꯭ꯅꯦꯜ ꯑꯦꯛꯇꯔꯁꯤꯡ ꯌꯥꯎꯅ ꯇꯣꯉꯥꯟ ꯇꯣꯉꯥꯟꯕ ꯄꯥꯔꯇꯤꯁꯤꯡꯒꯤ ꯄꯨꯟꯅꯥꫪ ꯊꯕꯛ ꯇꯧꯃꯤꯟꯅꯕꯥ ꯃꯊꯧ ꯇꯥꯒꯅꯤ꯫ ꯍ꯭ꯌꯨꯃꯦꯅꯤꯇꯔꯤꯌꯥꯟ ꯑꯦꯗ - ꯒꯥꯖꯥꯗ ꯍ꯭ꯌꯨꯃꯦꯅꯤꯇꯔꯤꯌꯥꯟ ꯀ꯭ꯔꯥꯏꯁꯤꯁ ꯑꯃ ꯃꯥꯌꯣꯛꯅꯔꯤ, ꯏꯁꯤꯡ, ꯃꯩ, ꯑꯃꯁꯨꯡ ꯃꯦꯗꯤꯀꯦꯜ ꯁꯄ꯭ꯂꯥꯏꯒꯨꯝꯕ ꯃꯔꯨꯑꯣꯏꯕ ꯃꯊꯧ ꯇꯥꯕꯁꯤꯡ ꯌꯥꯝꯅ ꯋꯥꯠꯂꯤ꯫ ꯏꯟꯇꯔꯅꯦꯁ꯭ꯅꯦꯜ ꯑꯦꯗ ꯑꯣꯔꯒꯅꯥꯏꯖꯦꯁꯟꯁꯤꯡꯅ ꯗꯔꯀꯥꯔ ꯑꯣꯏꯕ ꯃꯤꯑꯣꯏꯁꯤꯡꯗ ꯃꯇꯦꯡ ꯄꯤꯅꯕꯥ ꯑꯌꯥꯕ ꯄꯤꯒꯗꯕꯅꯤ꯫ ꯃꯔꯨ ꯑꯣꯏꯕ ꯃꯔꯝꯁꯤꯡ ꯀꯣꯛꯍꯟꯕ - ꯃꯇꯝ ꯁꯥꯡꯅ ꯁꯥꯟꯇꯤ ꯄꯨꯔꯛꯅꯕꯒꯤꯗꯃꯛ ꯂꯥꯟꯐꯝ ꯑꯁꯤꯒꯤ ꯃꯔꯨ ꯑꯣꯏꯕ ꯃꯔꯝꯁꯤꯡ ꯊꯦꯡꯅꯕꯥ ꯑꯁꯤ ꯌꯥꯝꯅ ꯃꯔꯨ ꯑꯣꯏ꯫ ꯃꯁꯤꯗ ꯒꯥꯖꯥ ꯕ꯭ꯂꯣꯀꯦꯗ ꯇꯧꯕ, ꯆꯠꯊꯣꯛ-ꯆꯠꯁꯤꯟ ꯇꯧꯕꯒꯤ ꯅꯤꯡꯇꯝꯕ, ꯔꯤꯁꯣꯔꯁꯁꯤꯡ ꯐꯪꯍꯟꯕ, ꯑꯃꯁꯨꯡ ꯁꯦꯇꯜꯃꯦꯟꯇꯁꯤꯡ ꯄꯥꯛꯊꯣꯛ ꯆꯥꯎꯊꯣꯛꯍꯟꯕ ꯑꯁꯤꯒꯨꯝꯕ ꯋꯥꯐꯝꯁꯤꯡ ꯊꯦꯡꯅꯕ ꯌꯥꯎꯒꯅꯤ꯫ ꯁꯥꯟꯇꯤꯒꯤ ꯋꯥꯔꯤ ꯁꯥꯅꯕꯥ -ꯅꯥꯀꯜ ꯑꯅꯤꯃꯛꯅ ꯋꯥꯔꯤ ꯁꯥꯅꯕꯒꯤ ꯇꯦꯕꯜꯗꯥ ꯂꯥꯛꯇꯨꯅ ꯁꯥꯟꯇꯤꯒꯤ ꯑꯣꯏꯕ ꯁꯣꯂꯨꯁꯟ ꯑꯃ ꯊꯤꯅꯕꯥ ꯀꯟꯁꯇ꯭ꯔꯛꯇꯤꯕ ꯗꯥꯏꯂꯣꯒ ꯇꯧꯒꯗꯕꯅꯤ꯫ ꯃꯁꯤꯒꯤꯗꯃꯛꯇ ꯅꯥꯀꯜ ꯑꯅꯤꯃꯛꯇꯒꯤ ꯀꯝꯐ꯭ꯔꯣꯃꯥꯏꯖ ꯑꯃꯁꯨꯡ ꯀꯟꯁꯦꯁꯟ ꯃꯊꯧ ꯇꯥꯒꯅꯤ꯫ ꯏꯟꯇꯔꯅꯦꯁ꯭ꯅꯦꯜ ꯁꯄꯣꯔꯠ - ꯌꯨꯅꯥꯏꯇꯦꯗ ꯅꯦꯁꯟꯁ ꯌꯥꯎꯅ ꯏꯟꯇꯔꯅꯦꯁ꯭ꯅꯦꯜ ꯀꯝꯃ꯭ꯌꯨꯅꯤꯇꯤꯅ ꯁꯥꯟꯇꯤꯒꯤ ꯊꯧꯗꯥꯡꯗ ꯑꯦꯛꯇꯤꯕ ꯑꯣꯏꯅ ꯊꯧꯗꯥꯡ ꯂꯧꯒꯗꯕꯅꯤ, ꯅꯥꯀꯜ ꯑꯅꯤꯒꯤ ꯃꯔꯛꯇ ꯃꯦꯗꯤꯌꯝ ꯑꯃ ꯑꯣꯏꯅ ꯊꯕꯛ ꯇꯧꯒꯗꯕꯅꯤ ꯑꯃꯁꯨꯡ ꯌꯥꯅꯈꯤꯕ ꯑꯃꯠꯇ ꯆꯠꯅꯍꯟꯕ ꯁꯣꯏꯗꯅ ꯑꯣꯏꯒꯗꯕꯅꯤ꯫ ꯈꯪꯖꯤꯟꯒꯗꯕꯥ ꯑꯃꯅ, ꯒꯥꯖꯥꯒꯤ ꯐꯤꯚꯝ ꯑꯁꯤ ꯀꯣꯛꯍꯟꯅꯕ ꯃꯈꯜ ꯀꯌꯥꯒꯤ ꯊꯧꯑꯣꯡ ꯑꯃ ꯃꯊꯧ ꯇꯥꯒꯅꯤ, ꯃꯁꯤꯗ ꯈꯨꯗꯛꯀꯤ ꯑꯣꯏꯕ ꯔꯤꯂꯤꯐ ꯑꯃꯁꯨꯡ ꯃꯇꯝ ꯁꯥꯡꯅ ꯁꯥꯟꯇꯤ ꯑꯅꯤꯃꯛꯀꯤ ꯃꯥꯏꯀꯩꯗ ꯈꯣꯡꯊꯥꯡꯁꯤꯡ ꯂꯧꯈꯠꯀꯗꯕꯅꯤ꯫ ꯑꯆꯨꯝꯕ ꯑꯃꯁꯨꯡ ꯇꯨꯡ ꯀꯣꯏꯅ ꯆꯠꯀꯗꯕ ꯁꯣꯂꯨꯁꯟ ꯑꯃ‌ ꯊꯤꯅꯕꯒꯤꯗꯃꯛ ꯃꯔꯤ ꯂꯩꯅꯕ ꯄꯥꯔꯇꯤꯁꯤꯡꯒꯤ ꯃꯔꯛꯇ ꯗꯤꯄ꯭ꯂꯣꯃꯦꯁꯤ ꯑꯃꯁꯨꯡ ꯋꯥꯔꯤ ꯁꯥꯅꯕꯥ ꯑꯁꯤ ꯌꯥꯝꯅ ꯃꯔꯨ ꯑꯣꯏ꯫ ꯑꯗꯣꯝꯗ ꯄꯣꯠꯂꯝꯁꯤꯡꯒꯤ ꯂꯤꯁ꯭ꯠ ꯑꯃ ꯑꯃꯁꯨꯡ ꯏꯟꯁꯇ꯭ꯔꯛꯁꯟꯁꯤꯡꯒꯤ ꯂꯤꯁ꯭ꯠ ꯑꯃ ꯄꯤꯔꯤ, ꯑꯃꯁꯨꯡ ꯑꯗꯣꯝꯅ ꯆꯥꯛ ꯊꯣꯡꯕꯒꯤ ꯃꯇꯥꯡꯗ ꯁꯩꯔꯦꯡ ꯑꯃ ꯏꯕꯥ ꯃꯊꯧ ꯇꯥꯏ꯫ ꯃꯆꯥꯛꯁꯤꯡ - ꯊꯥꯎ, ꯁꯪꯒꯣꯝ, ꯆꯤꯅꯤ, ꯉꯥ꯫ ꯏꯟꯁꯇ꯭ꯔꯛꯁꯟꯁꯤꯡ -ꯄꯣꯠꯁꯛ ꯄꯨꯝꯅꯃꯛ ꯕꯣꯇꯜ ꯑꯃꯗ ꯌꯥꯟꯁꯤꯟꯅꯧ, ꯃꯗꯨ ꯆꯥꯍꯨꯝ ꯌꯥꯡꯈꯩ ꯗꯤꯒ꯭ꯔꯤꯗꯥ ꯃꯤꯅꯠ ꯀꯨꯟ ꯃꯉꯥꯔꯣꯝ ꯊꯝꯖꯤꯜꯂꯨ꯫ ꯑꯩꯒꯤ ꯊꯝꯃꯣꯏꯒꯤ ꯕꯣꯜ ꯑꯁꯤꯗ, ꯄꯣꯠꯂꯝꯁꯤꯡ ꯑꯁꯤꯅ ꯑꯦꯟꯇꯋꯥꯏꯟ ꯇꯧꯏ ꯐ꯭ꯂꯣꯔ, ꯁꯪꯒꯣꯝ, ꯑꯃꯁꯨꯡ ꯆꯤꯅꯤ, ꯑꯁꯨꯛ ꯌꯥꯝꯅ ꯗꯤꯚꯥꯏꯟ ꯑꯣꯏꯕ ꯁꯦꯝꯒꯠꯄ ꯑꯃ, ꯉꯥ ꯇꯞꯅꯥ ꯇꯞꯅꯥ ꯊꯥꯕ, ꯑꯩꯈꯣꯏꯅ ꯃꯤꯛꯁ ꯑꯃꯁꯨꯡ ꯕ꯭ꯂꯦꯟꯗ ꯇꯧꯕ ꯃꯇꯝꯗ, ꯃꯆꯤ ꯑꯣꯏꯕ ꯆꯤꯟꯖꯥꯛ ꯑꯃ ꯇ꯭ꯔꯥꯟꯁꯦꯟꯗ ꯇꯧꯒꯅꯤ꯫ ꯗꯤꯒ꯭ꯔꯤ ꯆꯥꯍꯨꯝ ꯌꯥꯡꯈꯩ ꯗꯥ ꯑꯣꯚꯔꯑꯣꯜꯗ, ꯃꯁꯤꯅ ꯕꯦꯛ ꯇꯧꯒꯅꯤ, ꯃꯤꯅꯠ ꯀꯨꯟ ꯃꯉꯥꯒꯤ ꯑꯣꯏꯅ ꯇꯥꯏꯃꯔ ꯑꯗꯨꯅ ꯑꯁꯣꯏꯕ ꯂꯩꯔꯣꯏꯗꯕꯅꯤ꯫ ꯗꯣꯎ ꯍꯦꯟꯒꯠꯂꯛꯄꯒ ꯂꯣꯏꯅꯅꯥ ꯃꯁꯛ ꯑꯗꯨ ꯁꯟꯗꯣꯛꯏ, ꯅꯨꯡꯁꯤꯕꯒꯤ, ꯌꯨꯝꯒꯤ, ꯅꯧꯅ ꯁꯦꯝꯕ ꯕ꯭ꯔꯦꯗꯅꯤ, ꯇꯥꯏꯃꯔꯅ ꯕꯤꯞ ꯇꯧꯏ, ꯕꯦꯛ ꯑꯗꯨ ꯂꯣꯏꯔꯦ꯫